ꯑꯔꯕꯥꯟꯅꯥꯏꯖꯦꯁꯟꯅ ꯃꯤꯁꯤꯡꯒꯤ ꯍꯛꯁꯦꯜꯗ ꯀꯥꯔꯝꯅ ꯁꯣꯛꯍꯟꯕꯒꯦ ꯍꯥꯏꯕꯗꯨ ꯏꯚꯥꯜꯂꯨꯌꯦꯠ ꯇꯧꯕ꯫ ꯑꯔꯕꯥꯅꯥꯏꯖꯦꯁꯟ, ꯁꯍꯥꯔꯁꯤꯡ ꯑꯃꯁꯨꯡ ꯑꯇꯣꯞꯄ ꯃꯤ ꯌꯥꯝꯅ ꯇꯤꯟꯕ ꯃꯐꯝꯁꯤꯡꯗ ꯂꯩꯕ ꯃꯤꯑꯣꯏꯁꯤꯡꯒꯤ ꯃꯁꯤꯡ ꯍꯦꯟꯒꯠꯂꯛꯄ ꯑꯁꯤꯅ ꯃꯤꯁꯤꯡꯒꯤ ꯍꯛꯁꯦꯜꯒ ꯌꯥꯝꯅ ꯂꯨꯕ ꯃꯔꯤ ꯑꯃ ꯂꯩ꯫ ꯃꯁꯤꯅ ꯍꯦꯜꯊꯀꯦꯌꯥꯔ, ꯑꯦꯗꯨꯀꯦꯁꯟ, ꯑꯃꯁꯨꯡ ꯊꯕꯛ ꯄꯤꯕꯒꯤ ꯈꯨꯗꯣꯡꯆꯥꯕ ꯐꯥꯒꯠꯍꯟꯕꯒꯤ ꯃꯇꯥꯡꯗ ꯑꯈꯟꯅꯕ ꯈꯨꯗꯣꯡꯆꯥꯕꯁꯤꯡ ꯑꯃꯁꯨꯡ ꯀꯥꯟꯅꯕ ꯀꯌꯥ ꯄꯨꯔꯛꯄ ꯉꯝꯂꯕꯁꯨ, ꯃꯁꯤꯅ ꯍꯛꯁꯦꯜꯒꯤ ꯈꯨꯗꯣꯡꯊꯤꯕ ꯑꯃꯁꯨꯡ ꯁꯤꯡꯅꯕꯁꯤꯡꯁꯨ ꯊꯣꯛꯍꯟꯕ ꯌꯥꯏ꯫ ꯃꯥꯢꯀꯩ ꯑꯃꯔꯣꯝꯗ, ꯑꯔꯕꯥꯟꯅꯥꯏꯖꯦꯁꯟ ꯑꯁꯤ ꯍꯛꯁꯦꯜꯗ ꯀꯥꯟꯅꯕ ꯄꯤꯕ ꯌꯥꯏ ꯃꯔꯝꯗꯤ ꯁꯥꯍꯔꯁꯤꯡꯗ ꯑꯌꯥꯝꯕꯅ ꯈꯨꯡꯒꯪꯒꯤ ꯃꯐꯝꯁꯤꯡꯒ ꯆꯥꯡꯗꯝꯅꯕꯗ ꯍꯦꯟꯅ ꯐꯥꯕ ꯍꯦꯜꯊꯀꯦꯌꯥꯔ ꯐꯦꯁꯤꯂꯤꯇꯤꯁꯤꯡ ꯑꯃꯁꯨꯡ ꯍꯦꯜꯊꯀꯦꯌꯥꯔ ꯄ꯭ꯔꯣꯚꯥꯏꯗꯔꯁꯤꯡꯒꯤ ꯃꯁꯤꯡ ꯌꯥꯝꯅ ꯂꯩ꯫ ꯃꯁꯤꯅ ꯃꯦꯗꯤꯀꯦꯜ ꯁꯔꯚꯤꯁꯁꯤꯡꯒꯤ ꯈꯨꯗꯣꯡꯆꯥꯕ ꯍꯦꯟꯅ ꯐꯒꯠꯍꯟꯕ, ꯇꯤꯀꯥ ꯊꯥꯕꯒꯤ ꯆꯥꯡ ꯍꯦꯅꯒꯠꯍꯟꯅꯕ, ꯑꯃꯁꯨꯡ ꯉꯥꯛꯊꯣꯛꯄ ꯉꯝꯕ ꯂꯥꯢꯅꯁꯤꯡꯒꯤ ꯆꯥꯡ ꯍꯟꯊꯍꯟꯕ ꯌꯥꯏ꯫ ꯃꯁꯤꯒꯤ ꯃꯊꯥꯛꯇ, ꯑꯔꯕꯥꯟꯅꯥꯏꯖꯦꯁꯟꯅ ꯏꯗꯨꯀꯦꯁꯟꯒꯤ ꯈꯨꯗꯣꯡꯆꯥꯕ ꯍꯦꯟꯒꯠꯍꯟꯕ ꯉꯝꯃꯤ, ꯃꯁꯤꯅ ꯍꯦꯟꯅ ꯐꯥꯕ ꯍꯛꯁꯦꯜꯒꯤ ꯐꯜꯁꯤꯡ ꯄꯨꯔꯛꯄ ꯌꯥꯏ, ꯃꯔꯝꯗꯤ ꯏꯗꯨꯀꯦꯁꯟ ꯑꯁꯤ ꯍꯦꯟꯅ ꯐꯥꯕ ꯍꯛꯁꯦꯜꯒꯤ ꯂꯤꯇꯔꯦꯁꯤ ꯑꯃꯁꯨꯡ ꯍꯛꯁꯦꯜ ꯐꯥꯕ ꯂꯝꯆꯠ-ꯁꯥꯖꯠꯁꯤꯡꯒ ꯃꯔꯤ ꯂꯩꯅꯩ꯫ ꯑꯔꯕꯥꯟꯅꯥꯏꯖꯦꯁꯟꯅ ꯁꯦꯟꯃꯤꯠꯂꯣꯟꯒꯤ ꯆꯥꯎꯈꯠꯄꯗꯁꯨ ꯊꯧꯒꯠꯄ ꯌꯥꯏ, ꯃꯁꯤꯅ ꯍꯤꯡꯅꯕꯒꯤ ꯊꯥꯛ ꯐꯥꯒꯠꯍꯟꯕ, ꯍꯛꯆꯥꯡ ꯐꯥꯅ ꯂꯩꯅꯕ ꯗꯥꯏꯠ, ꯑꯃꯁꯨꯡ ꯑꯁꯦꯡꯕ ꯏꯁꯤꯡ ꯑꯃꯁꯨꯡ ꯁꯦꯅꯤꯇꯦꯁꯟꯒꯤ ꯍꯦꯟꯅ ꯐꯥꯕ ꯈꯨꯗꯣꯡꯆꯥꯕ ꯍꯦꯟꯒꯠꯍꯟꯕ ꯌꯥꯏ꯫ ꯑꯃꯔꯣꯝꯗ, ꯑꯔꯕꯥꯟꯅꯥꯏꯖꯦꯁꯟꯅ ꯃꯤꯁꯤꯡꯒꯤ ꯍꯛꯁꯦꯜꯗꯁꯨ ꯑꯀꯥꯏꯕ ꯄꯤꯕ ꯌꯥꯏ꯫ ꯁꯥꯍꯔꯁꯤꯡ ꯆꯥꯎꯈꯠꯂꯛꯄꯒ ꯂꯣꯢꯅꯅ, ꯃꯈꯣꯢꯅ ꯑꯌꯥꯝꯕꯅ ꯌꯥꯝꯅ ꯊꯨꯅ ꯆꯥꯎꯈꯠꯂꯛꯂꯤꯕ ꯃꯤꯁꯤꯡꯒꯤ ꯃꯊꯧ ꯇꯥꯕꯁꯤꯡ ꯑꯗꯨ ꯐꯪꯍꯟꯅꯕ ꯍꯣꯠꯅꯩ, ꯃꯗꯨꯅ ꯃꯔꯝ ꯑꯣꯏꯗꯨꯅ ꯃꯤ ꯌꯥꯝꯅ ꯇꯤꯟꯕ, ꯄꯣꯂꯨꯁꯟ ꯑꯃꯁꯨꯡ ꯁꯦꯅꯤꯇꯦꯁꯟ ꯃꯇꯤꯛ ꯆꯥꯗꯕ ꯊꯣꯛꯍꯜꯂꯤ꯫ ꯃꯁꯤꯅ ꯂꯧꯅꯒꯟꯕ ꯂꯥꯢꯅꯁꯤꯡ, ꯁ꯭ꯕꯔ ꯍꯣꯟꯕꯒꯤ ꯏꯁꯨꯁꯤꯡ ꯑꯃꯁꯨꯡ ꯑꯇꯩ ꯍꯛꯁꯦꯜꯒꯤ ꯁꯃꯥꯁ꯭ꯌꯥꯁꯤꯡ ꯁꯟꯗꯣꯛꯄꯗ ꯃꯇꯦꯡ ꯄꯥꯡꯕ ꯌꯥꯏ꯫ ꯃꯁꯤꯒꯤ ꯃꯊꯛꯇ, ꯁꯍꯥꯔꯒꯤ ꯄꯨꯟꯁꯤ ꯑꯁꯤ ꯅꯣꯡꯂꯩ-ꯅꯨꯡꯁꯤꯠ, ꯇ꯭ꯔꯥꯐꯤꯛ, ꯑꯃꯁꯨꯡ ꯁꯣꯁꯤꯑꯦꯜ ꯑꯥꯏꯁꯣꯂꯦꯁꯟꯅ ꯃꯔꯝ ꯑꯣꯏꯗꯨꯅ ꯏꯁ꯭ꯠꯔꯦꯁ ꯂꯩꯕ ꯌꯥꯏ, ꯃꯗꯨꯅ ꯃꯦꯟꯇꯦꯜ ꯍꯦꯜꯊꯇ ꯅꯦꯒꯦꯇꯤꯚ ꯑꯣꯏꯕ ꯏꯝꯄꯦꯛ ꯄꯤꯕ ꯌꯥꯏ꯫ ꯁꯍꯔꯒꯤ ꯄꯨꯟꯁꯤꯒ ꯃꯔꯤ ꯂꯩꯅꯕ ꯍꯛꯁꯦꯜ ꯐꯗꯥꯕ ꯆꯤꯟꯖꯥꯛꯁꯤꯡ ꯐꯖꯥꯅ ꯐꯪꯍꯟꯕ, ꯂꯦꯡ-ꯑꯣꯠꯄꯒꯤ ꯄꯨꯟꯁꯤ ꯃꯍꯤꯡ, ꯑꯃꯁꯨꯡ ꯃꯇꯝ ꯁꯥꯡꯅ ꯆꯠꯊꯣꯛ-ꯆꯠꯁꯤꯟ ꯇꯧꯕꯅ ꯑꯣꯕꯦꯁꯤꯇꯤ, ꯗꯥꯏꯑꯦꯕꯦꯇꯤꯖ ꯑꯃꯁꯨꯡ ꯑꯇꯩ ꯀ꯭ꯔꯣꯅꯤꯛ ꯀꯟꯗꯤꯁꯟꯁꯤꯡꯒꯤ ꯆꯥꯡ ꯋꯥꯡꯈꯠꯂꯛꯄꯗ ꯃꯇꯦꯡ ꯄꯥꯡꯏ꯫ ꯈꯪꯖꯤꯅꯒꯗꯕ ꯑꯃꯅ, ꯑꯔꯕꯥꯟꯅꯥꯏꯖꯦꯁꯟꯅ ꯍꯛꯁꯦꯜꯒꯤ ꯈꯨꯗꯣꯡꯆꯥꯕ ꯑꯃꯁꯨꯡ ꯁꯤꯡꯅꯕ ꯑꯅꯤꯃꯛ ꯄꯤꯔꯤ꯫ ꯃꯤꯁꯤꯡꯒꯤ ꯍꯛꯁꯦꯜꯗ ꯄꯤꯔꯤꯕ ꯁꯥꯐꯨ ꯑꯁꯤ ꯑꯔꯕꯥꯟ ꯄ꯭ꯂꯥꯅꯤꯡꯒꯤ ꯃꯒꯨꯟ, ꯍꯛꯁꯦꯜꯒꯤ ꯔꯤꯁꯣꯔꯁꯁꯤꯡ ꯂꯩꯕ, ꯑꯃꯁꯨꯡ ꯁꯍꯥꯔꯗ ꯍꯤꯡꯕꯒꯤ ꯅꯦꯒꯦꯇꯤꯚ ꯃꯁꯛꯁꯤꯡ ꯍꯟꯊꯍꯅꯕ ꯉꯝꯕ ꯑꯁꯤꯅꯆꯤꯡꯕ ꯐꯦꯛꯇꯔ ꯀꯌꯥꯒꯤ ꯃꯈꯥ ꯄꯣꯜꯂꯤ꯫ ꯀ꯭ꯂꯥꯏꯃꯦꯠ ꯆꯦꯟꯖꯒꯤ ꯈꯨꯗꯣꯡꯊꯤꯕ ꯑꯍꯨꯝ ꯄꯟꯕꯤꯌꯨ꯫ ꯁꯃꯨꯗ꯭ꯔꯒꯤ ꯂꯦꯚꯦꯜ ꯍꯦꯅꯒꯠꯂꯀꯄꯥ, ꯀ꯭ꯂꯥꯏꯃꯦꯠ ꯆꯦꯟꯖꯅ ꯄꯣꯂꯥꯔ ꯑꯥꯏꯁ ꯀꯦꯄꯁꯤꯡ ꯁꯣꯀꯍꯜꯂꯤ, ꯃꯁꯤꯅꯥ ꯃꯔꯝ ꯑꯣꯏꯗꯨꯅꯥ ꯁꯃꯨꯗ꯭ꯔꯒꯤ ꯚꯣꯜꯌꯨꯝ ꯍꯦꯟꯒꯠꯂꯛꯄ ꯑꯃꯁꯨꯡ ꯁꯃꯨꯗ꯭ꯔꯥꯒꯤ ꯂꯦꯚꯦꯜ ꯍꯦꯟꯒꯠꯂꯛꯄ꯫ ꯃꯁꯤꯅ ꯁꯃꯨꯗ꯭ꯔꯥ ꯈꯣꯡꯕꯥꯜꯒꯤ ꯁꯍꯥꯔꯁꯤꯡꯗ ꯏꯁꯤꯡ ꯏꯆꯥꯎ ꯍꯦꯟꯒꯠꯍꯟꯕ ꯑꯃꯁꯨꯡ ꯃꯤꯑꯣꯏ ꯂꯥꯈ ꯀꯌꯥ ꯃꯐꯝ ꯑꯗꯨꯗꯒꯤ ꯂꯥꯞꯅ ꯂꯩꯕ ꯌꯥꯏ꯫ ꯑꯀꯥꯟꯕ ꯋꯦꯗꯔ ꯀꯟꯗꯤꯁꯟꯁꯤꯡ ꯍꯦꯟꯒꯠꯂꯛꯄ ꯀ꯭ꯂꯥꯏꯃꯦꯠ ꯆꯦꯟꯖꯅ ꯑꯀꯥꯟꯕ ꯋꯦꯗꯔ ꯀꯟꯗꯤꯁꯟꯁꯤꯡ ꯍꯥꯏꯕꯗꯤ ꯍꯨꯔꯤꯀꯦꯟ, ꯍꯤꯠꯋꯦꯕ, ꯂꯝꯍꯥꯡꯗ ꯈꯣꯡꯍꯥꯝꯗꯕ, ꯑꯃꯁꯨꯡ ꯏꯆꯥꯎ ꯊꯣꯛꯄ ꯍꯦꯟꯒꯠꯂꯛꯄ ꯌꯥꯏ꯫ ꯃꯁꯤꯅ ꯄꯨꯟꯁꯤ, ꯌꯨꯝ, ꯑꯃꯁꯨꯡ ꯏꯅꯐ꯭ꯔꯥꯁ꯭ꯇꯔꯥꯛꯆꯔꯗ ꯈꯨꯗꯣꯡꯊꯤꯕ ꯊꯣꯛꯍꯜꯂꯤ, ꯃꯁꯤꯒ ꯂꯣꯏꯅꯅ ꯂꯧꯎ-ꯁꯤꯡꯎ ꯑꯃꯁꯨꯡ ꯆꯥꯅꯕ ꯄꯣꯠꯂꯃꯁꯤꯡꯗꯁꯨ ꯑꯀꯥꯏꯕ ꯄꯤꯔꯤ꯫ ꯕꯥꯏꯑꯣꯗꯥꯏꯕꯔꯁꯤꯇꯤ ꯃꯥꯡꯈꯤꯕ - ꯀ꯭ꯂꯥꯏꯃꯦꯠ ꯆꯦꯟꯖꯅ ꯏꯀꯣꯁꯤꯁ꯭ꯇꯦꯝꯗ ꯑꯆꯧꯕ ꯁꯥꯐꯨ ꯑꯃ ꯄꯤꯕ ꯌꯥꯏ, ꯃꯗꯨꯅ ꯑꯀꯥꯛꯅꯕ ꯄꯥꯝꯕꯤ ꯑꯃꯁꯨꯡ ꯁꯥ-ꯁꯥꯟꯒꯤ ꯃꯈꯜꯁꯤꯡ ꯃꯥꯡꯍꯟꯕ ꯉꯝꯃꯤ꯫ ꯕꯥꯏꯑꯣꯗꯥꯏꯕꯔꯁꯤꯇꯤ ꯃꯥꯡꯈꯤꯕ ꯑꯁꯤꯅ ꯐꯨꯗ ꯆꯦꯟ ꯄꯨꯝꯅꯃꯛꯇ ꯅꯦꯒꯦꯇꯤꯕ ꯑꯣꯏꯕ ꯐꯜꯁꯤꯡ ꯊꯣꯛꯍꯟꯕ ꯌꯥꯏ, ꯐꯨꯗ ꯁꯦꯛꯀꯤꯌꯨꯔꯤꯇꯤꯗ ꯈꯨꯗꯣꯡꯊꯤꯕ ꯊꯣꯛꯍꯟꯕ ꯌꯥꯏ ꯑꯃꯁꯨꯡ ꯏꯀꯣꯁꯤꯁ꯭ꯇꯦꯝꯗ ꯑꯀꯥꯏꯕ ꯄꯤꯕ ꯌꯥꯏ꯫